ꯑꯣꯄꯔꯦꯁꯅꯦꯜ ꯁꯤꯁ꯭ꯇꯦꯝ ꯑꯃꯗꯥ ꯃꯦꯃꯣꯔꯤ ꯃꯦꯅꯦꯖꯃꯦꯟꯇꯒꯤ ꯃꯔꯨꯑꯣꯏꯕꯥ ꯁ꯭ꯇꯦꯄꯁꯤꯡ ꯑꯗꯨ ꯐꯣꯡꯗꯣꯛꯎ꯫ ꯃꯦꯃꯣꯔꯤ ꯃꯦꯅꯦꯖꯃꯦꯟꯇ ꯑꯁꯤ ꯑꯣꯄꯔꯦꯁꯅꯦꯜ ꯁꯤꯁ꯭ꯇꯦꯝ ꯑꯃꯒꯤ ꯃꯔꯨꯑꯣꯏꯕꯥ ꯐꯪꯁꯟ ꯑꯃꯅꯤ, ꯃꯁꯤꯅꯥ ꯃꯦꯃꯣꯔꯤ ꯁ꯭ꯄꯦꯁ ꯑꯁꯤ ꯃꯊꯧ ꯇꯥꯕꯥ ꯄ꯭ꯔꯣꯁꯦꯁꯁꯤꯡꯗꯥ ꯑꯦꯂꯣꯀꯦꯁꯟ ꯑꯃꯁꯨꯡ ꯔꯤꯑꯦꯂꯣꯀꯦꯁꯟ ꯇꯧꯕꯥ ꯃꯦꯅꯦꯖ ꯇꯧꯏ꯫ ꯃꯈꯥꯗꯥ ꯄꯤꯔꯤꯕꯥ ꯑꯁꯤ ꯑꯣꯄꯔꯦꯁꯅꯦꯜ ꯁꯤꯁ꯭ꯇꯦꯝ ꯑꯃꯗꯥ ꯃꯦꯃꯣꯔꯤ ꯃꯦꯅꯦꯖꯃꯦꯟꯇꯀꯤ ꯑꯆꯧꯕꯥ ꯈꯣꯡꯊꯥꯡꯁꯤꯡꯅꯤ: ꯄ꯭ꯔꯣꯁꯦꯁꯁꯤꯡꯗꯥ ꯃꯦꯃꯣꯔꯤ ꯑꯦꯂꯣꯀꯦꯁꯟ ꯇꯧꯕꯥ: ꯃꯦꯃꯣꯔꯤ ꯃꯦꯅꯦꯖꯃꯦꯟꯇꯀꯤ ꯑꯍꯥꯟꯕꯥ ꯈꯣꯡꯊꯥꯡꯗꯤ ꯄ꯭ꯔꯣꯁꯦꯁꯁꯤꯡꯗꯥ ꯃꯦꯃꯣꯔꯤ ꯑꯁꯤ ꯍꯧꯗꯣꯛꯄꯥ ꯃꯇꯝꯗꯥ ꯑꯦꯂꯣꯀꯦꯁꯟ ꯇꯧꯕꯅꯤ꯫ ꯑꯣ. ꯑꯦꯁ. ꯅꯥ ꯄ꯭ꯔꯣꯁꯦꯁ ꯈꯨꯗꯤꯡꯃꯛꯅꯥ ꯀꯌꯥ ꯌꯥꯝꯅꯥ ꯃꯦꯃꯣꯔꯤ ꯁ꯭ꯄꯦꯁ ꯃꯊꯧ ꯇꯥꯕꯒꯦ ꯍꯥꯏꯕꯗꯨ ꯂꯦꯞꯊꯣꯛꯄꯥ ꯃꯊꯧ ꯇꯥꯏ ꯑꯃꯁꯨꯡ ꯃꯗꯨꯒꯤ ꯃꯇꯨꯡ ꯏꯟꯅꯥ ꯑꯦꯂꯣꯀꯦꯠ ꯇꯧꯕꯥ ꯃꯊꯧ ꯇꯥꯏ꯫ ꯑꯦꯛꯁꯦꯁꯤꯡ ꯃꯇꯝꯗꯥ ꯃꯦꯃꯣꯔꯤ ꯑꯃꯨꯛ ꯍꯟꯅꯥ ꯑꯦꯂꯣꯀꯦꯁꯟ ꯇꯧꯕꯥ: ꯄ꯭ꯔꯣꯁꯦꯁ ꯑꯃꯅꯥ ꯑꯦꯛꯁꯦꯁꯤꯕꯜ ꯇꯧꯕꯥ ꯃꯇꯝꯗꯥ, ꯃꯁꯤꯗꯥ ꯃꯦꯃꯣꯔꯤ ꯁ꯭ꯄꯦꯁ ꯍꯦꯟꯅꯥ ꯅꯠꯇꯔꯒꯥ ꯍꯦꯟꯅꯥ ꯃꯊꯧ ꯇꯥꯕꯥ ꯌꯥꯏ꯫ ꯑꯣ. ꯑꯦ. ꯅꯥ ꯃꯗꯨꯒꯤ ꯃꯇꯨꯡ ꯏꯟꯅꯥ ꯃꯦꯃꯣꯔꯤ ꯁ꯭ꯄꯦꯁ ꯗꯥꯏꯅꯥꯃꯤꯛ ꯑꯣꯏꯅꯥ ꯑꯦꯂꯣꯀꯦꯠ ꯇꯧꯒꯗꯕꯅꯤ ꯑꯃꯁꯨꯡ ꯗꯤꯑꯦꯂꯣꯀꯦꯠ ꯇꯧꯒꯗꯕꯅꯤ꯫ ꯃꯦꯃꯣꯔꯤ ꯄ꯭ꯔꯣꯇꯦꯛꯁꯟ: ꯑꯣ. ꯑꯦꯁ. ꯅꯥ ꯄ꯭ꯔꯣꯁꯦꯁ ꯈꯨꯗꯤꯡꯃꯛꯅꯥ ꯃꯗꯨꯗꯥ ꯑꯦꯁꯥꯏꯟ ꯇꯧꯔꯕꯥ ꯃꯦꯃꯣꯔꯤ ꯁ꯭ꯄꯦꯁ ꯑꯗꯨ ꯈꯛꯇꯃꯛ ꯑꯦꯛꯁꯦꯁ ꯇꯧꯕꯥ ꯌꯥꯏ ꯑꯃꯁꯨꯡ ꯑꯇꯣꯞꯄꯥ ꯄ꯭ꯔꯣꯁꯦꯁꯁꯤꯡꯒꯤ ꯃꯦꯃꯣꯔꯤ ꯁ꯭ꯄꯦꯁꯇꯥ ꯑꯦꯛꯀꯔꯣꯁ ꯇꯧꯔꯣꯏꯗꯕꯅꯤ ꯍꯥꯏꯕꯥ ꯁꯣꯏꯗꯅꯥ ꯈꯪꯗꯣꯛꯀꯗꯕꯅꯤ꯫ ꯃꯁꯤ ꯁꯤꯁ꯭ꯇꯦꯝ ꯑꯁꯤꯒꯤ ꯇꯪꯗꯨ ꯂꯩꯇꯥꯕꯥ ꯑꯃꯁꯨꯡ ꯁꯦꯛꯌꯨꯔꯤꯇꯤ ꯉꯥꯛꯇꯨꯅꯥ ꯊꯝꯅꯕꯒꯤꯗꯃꯛ ꯃꯔꯨꯑꯣꯏ꯫ ꯚꯔꯆꯨꯑꯦꯜ ꯃꯦꯃꯣꯔꯤ ꯃꯦꯅꯦꯖꯃꯦꯟꯇ: ꯑꯣ. ꯑꯦ. ꯅꯥ ꯁꯤꯁ꯭ꯇꯦꯃꯒꯤ ꯃꯔꯨꯑꯣꯏꯕꯥ ꯃꯦꯃꯣꯔꯤ ꯑꯗꯨ ꯍꯦꯟꯒꯠꯍꯟꯅꯕꯥ ꯚꯔꯆꯨꯑꯦꯜ ꯃꯦꯃꯣꯔꯤ ꯃꯦꯀꯥꯅꯤꯖꯝ ꯑꯃꯥ ꯁꯤꯖꯤꯟꯅꯕꯥ ꯌꯥꯏ꯫ ꯃꯁꯤꯗꯥ ꯃꯦꯟ ꯃꯦꯃꯣꯔꯤ ꯑꯗꯨ ꯃꯄꯨꯡ ꯐꯥꯔꯕꯥ ꯃꯇꯝꯗꯥ ꯃꯦꯟ ꯃꯦꯃꯣꯔꯤꯗꯒꯤ ꯍꯥꯔꯗ ꯗꯤꯁ꯭ꯀꯒꯨꯝꯕꯥ ꯁꯦꯀꯦꯟꯗꯔꯤ ꯁ꯭ꯇꯣꯔꯦꯖ ꯗꯤꯚꯥꯏꯁ ꯑꯃꯗꯥ ꯃꯇꯝ ꯈꯔꯒꯤ ꯑꯣꯏꯅꯥ ꯗꯦꯇꯥ ꯇ꯭ꯔꯥꯟꯁꯐꯔ ꯇꯧꯕꯥ ꯌꯥꯎꯏ꯫ ꯃꯦꯃꯣꯔꯤ ꯐ꯭ꯔꯒꯃꯦꯟꯇꯦꯁꯟ ꯃꯦꯅꯦꯖꯃꯦꯟꯇ: ꯄ꯭ꯔꯣꯁꯦꯁꯁꯤꯡ ꯑꯦꯂꯣꯀꯦꯠ ꯇꯧꯕꯥ ꯑꯃꯁꯨꯡ ꯃꯦꯃꯣꯔꯤ ꯁ꯭ꯄꯦꯁ ꯗꯤꯑꯦꯂꯣꯀꯦꯠ ꯇꯧꯕꯅꯥ ꯃꯔꯝ ꯑꯣꯏꯗꯨꯅꯥ ꯃꯦꯃꯣꯔꯤ ꯁ꯭ꯄꯦꯁ ꯑꯁꯤ ꯐ꯭ꯔꯒꯃꯦꯟꯇ ꯇꯧꯕꯥ ꯌꯥꯏ, ꯃꯁꯤꯅꯥ ꯃꯦꯃꯣꯔꯤ ꯑꯁꯤ ꯏꯐꯤꯁꯤꯑꯦꯟꯇ ꯑꯣꯏꯅꯥ ꯁꯤꯖꯤꯟꯅꯕꯗꯥ ꯊꯣꯍꯜꯂꯤ꯫ ꯑꯣ. ꯑꯦꯁ. ꯅꯥ ꯃꯇꯝ ꯃꯇꯝꯒꯤ ꯑꯣꯏꯅꯥ ꯃꯦꯃꯣꯔꯤ ꯑꯗꯨ ꯗꯤꯐ꯭ꯔꯦꯒꯃꯦꯟꯇ ꯇꯧꯗꯨꯅꯥ ꯐ꯭ꯔꯒꯃꯦꯟꯇꯦꯁꯟ ꯑꯁꯤ ꯃꯦꯅꯦꯖ ꯇꯧꯏ, ꯃꯁꯤꯗꯥ ꯃꯦꯃꯣꯔꯤ ꯁ꯭ꯄꯦꯁ ꯑꯗꯨ ꯍꯦꯟꯅꯥ ꯏꯐꯤꯁꯤꯑꯦꯟꯇ ꯑꯣꯏꯅꯥ ꯁꯤꯖꯤꯟꯅꯅꯕꯥ ꯑꯃꯨꯛ ꯍꯟꯅꯥ ꯁꯦꯝꯗꯣꯛꯄꯥ ꯌꯥꯎꯏ꯫ ꯃꯦꯃꯣꯔꯤ ꯁꯣꯄꯤꯡ: ꯑꯣ. ꯑꯦꯁ. ꯅꯥ ꯄ꯭ꯔꯣꯁꯦꯁ ꯑꯃꯒꯤ ꯃꯦꯃꯣꯔꯤ ꯁ꯭ꯄꯦꯁ ꯄꯨꯝꯅꯃꯛ ꯃꯇꯝ ꯈꯔꯒꯤ ꯑꯣꯏꯅꯥ ꯁꯦꯀꯦꯟꯗꯔꯤ ꯁ꯭ꯇꯣꯔꯦꯖ ꯗꯤꯚꯥꯏꯁꯇꯥ ꯇ꯭ꯔꯥꯟꯁꯐꯔ ꯇꯧꯅꯕꯥ ꯃꯦꯃꯣꯔꯤ ꯁ꯭ꯕ꯭ꯌꯥꯄꯤꯡ ꯍꯥꯏꯅꯥ ꯈꯪꯅꯕꯥ ꯃꯦꯀꯥꯅꯤꯖꯝ ꯑꯃꯥ ꯁꯤꯖꯤꯟꯅꯕꯥ ꯌꯥꯏ, ꯃꯁꯤꯅꯥ ꯑꯇꯣꯞꯄꯥ ꯄ꯭ꯔꯣꯁꯦꯁꯁꯤꯡꯒꯤꯗꯃꯛꯇꯥ ꯃꯦꯃꯣꯔꯤ ꯁ꯭ꯄꯦꯁ ꯐ꯭ꯔꯤ ꯑꯣꯏꯍꯜꯂꯤ꯫ ꯃꯁꯤ ꯈꯨꯗꯝ ꯑꯣꯏꯅꯥ, ꯁꯤꯁ꯭ꯇꯦꯝ ꯑꯗꯨꯗꯥ ꯃꯦꯃꯣꯔꯤ ꯂꯣꯏꯔꯕꯥ ꯃꯇꯝꯗꯥ ꯅꯠꯇꯔꯒꯥ ꯄ꯭ꯔꯣꯁꯦꯁ ꯑꯃꯅꯥ ꯃꯇꯝ ꯈꯔꯒꯤ ꯑꯣꯏꯅꯥ ꯑꯥꯏꯗꯦꯟꯇꯤꯐꯥꯏ ꯇꯧꯔꯕꯥ ꯃꯇꯝꯗꯥ ꯁꯤꯖꯤꯟꯅꯕꯥ ꯌꯥꯏ꯫ ꯑꯃꯣꯠꯄꯥ ꯈꯣꯝꯖꯤꯅꯕꯥ: ꯄ꯭ꯔꯣꯁꯦꯁ ꯑꯃꯥ ꯂꯣꯏꯔꯕꯥ ꯃꯇꯝꯗꯥ ꯑꯣ꯫